ꯄꯦꯂꯣꯄꯣꯅꯦꯁꯤꯌꯥꯟ ꯂꯥꯟꯒꯤ ꯄꯨꯋꯥꯔꯤ ꯑꯁꯤ ꯋꯥꯍꯩ ꯆꯥꯃ ꯗꯒꯤ ꯍꯦꯟꯅ ꯁꯟꯗꯣꯛꯅ ꯇꯥꯛꯄꯤꯌꯨ꯫ ꯄꯦꯂꯣꯄꯣꯅꯦꯁꯤꯌꯥꯟ ꯋꯥꯔ ꯑꯁꯤ ꯒ꯭ꯔꯤꯛ ꯁꯤꯇꯤ-ꯁ꯭ꯇꯦꯠ ꯑꯦꯊꯦꯟꯁ ꯑꯃꯁꯨꯡ ꯁ꯭ꯄꯥꯔꯇꯥ, ꯑꯃꯁꯨꯡ ꯃꯈꯣꯏꯒꯤ ꯃꯔꯤ ꯂꯩꯅꯕ ꯃꯔꯨꯞꯁꯤꯡꯒꯤ ꯃꯔꯛꯇ ꯊꯣꯛꯈꯤꯕ ꯂꯥꯟꯐꯝ ꯑꯃꯅꯤ, ꯃꯗꯨ ꯈ꯭ꯔ꯭ꯏꯁ꯭ꯇꯒꯤ ꯃꯃꯥꯡ ꯆꯍꯤ ꯆꯥꯃ꯭ꯔꯤ ꯀꯨꯟꯊ꯭ꯔꯥ ꯃꯊꯣꯏ-ꯆꯃ꯭ꯔꯒ ꯃꯔꯤ ꯐꯥꯎꯕ ꯆꯠꯊꯈꯤ꯫ ꯃꯁꯤ ꯑꯌꯥꯝꯕꯅ ꯂꯝꯗꯝ ꯑꯁꯤꯗ ꯁꯛꯇꯤ ꯑꯃꯁꯨꯡ ꯏꯅꯐ꯭ꯂꯨꯑꯦꯟꯁꯀꯤ ꯂꯥꯟꯐꯝ ꯑꯃ ꯑꯣꯏꯈꯤ, ꯁ꯭ꯄꯥꯔꯇꯅ ꯄꯦꯂꯣꯄꯣꯅꯦꯁꯤꯌꯥꯟ ꯂꯤꯒꯀꯤ ꯏꯟꯇꯔꯦꯁ꯭ꯇꯁꯤꯡ ꯔꯤꯄ꯭ꯔꯖꯦꯟꯠ ꯇꯧꯈꯤ ꯑꯃꯁꯨꯡ ꯑꯦꯊꯦꯟꯁꯅ ꯗꯦꯂꯤꯌꯟ ꯂꯤꯒꯄꯨ ꯂꯨꯆꯤꯡꯈꯤ꯫ ꯂꯥꯟ ꯑꯁꯤ ꯆꯍꯤ ꯀꯨꯟꯇꯔꯦꯠ ꯁꯨꯔꯛꯈꯤ, ꯃꯔꯛꯇ ꯑꯇꯦꯟꯕ ꯃꯇꯝꯒꯤ ꯁꯥꯟꯇꯤ ꯂꯩꯈꯤ, ꯑꯃꯁꯨꯡ ꯁ꯭ꯄꯥꯔꯇꯅ ꯑꯦꯊꯦꯟꯁꯄꯨ ꯃꯥꯏꯊꯤꯕ ꯄꯤꯈꯤ ꯑꯃꯁꯨꯡ ꯂꯧꯁꯤꯟꯈꯤꯕꯒ ꯂꯣꯏꯅꯅ ꯂꯣꯏꯁꯤꯟꯈꯤ꯫ ꯂꯥꯟꯐꯝ ꯑꯁꯤꯅ ꯒ꯭ꯔꯤꯛ ꯈꯨꯟꯅꯥꯏꯗ ꯌꯥꯝꯅ ꯆꯥꯎꯅ ꯁꯥꯐꯨ ꯄꯤꯈꯤ ꯑꯃꯁꯨꯡ ꯃꯁꯤ ꯐꯤꯂꯤꯞ ꯑꯅꯤꯒꯤ ꯃꯈꯥꯗ ꯃꯦꯁꯤꯗꯣꯅꯤꯌꯥꯒꯤ ꯅꯤꯡꯊꯧ ꯂꯩꯕꯥꯛ ꯁꯦꯃꯒꯠꯂꯛꯄꯗꯥ ꯃꯔꯨꯑꯣꯏꯕ ꯊꯧꯗꯣꯛ ꯑꯃꯥ ꯑꯣꯏꯅ ꯂꯧꯅꯩ꯫ ꯆꯍꯤ ꯅꯤꯄꯥꯜ ꯁꯨꯔꯕ ꯑꯉꯥꯡ ꯑꯃꯒꯤ ꯇꯦꯛꯁꯀꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯑꯣꯀꯦ! ꯑꯗꯨꯅꯥ, ꯑꯩꯈꯣꯏ ꯄꯨꯝꯅꯃꯛ ꯑꯇꯣꯞꯄ ꯃꯤꯑꯣꯏ ꯀꯌꯥꯒ ꯂꯣꯏꯅꯅ ꯀꯝꯌꯨꯅꯤꯇꯤ ꯑꯃꯗ ꯀꯔꯝꯅ ꯍꯤꯡꯂꯤꯕꯒꯦ ꯍꯥꯌꯕꯗꯨ ꯑꯗꯣꯝꯅ ꯈꯪꯕꯤꯔꯤꯕ ꯑꯗꯨꯅꯤ, ꯅꯠꯇ꯭ꯔꯥ? ꯑꯃꯁꯨꯡ ꯑꯩꯈꯣꯏꯅ ꯁꯦꯌꯔ ꯇꯧꯔꯤꯕ ꯋꯥꯐꯝ ꯀꯌꯥ ꯑꯃ ꯂꯩꯔꯤ ꯑꯩꯈꯣꯏꯒꯤ ꯕꯥꯏꯛ ꯊꯧꯕ ꯂꯝꯕꯤꯁꯤꯡ, ꯁꯥꯟꯅꯅꯕ ꯄꯥ꯭ꯔꯛꯁꯤꯡ, ꯇꯝꯅꯕ ꯁ꯭ꯀꯨꯂꯁꯤꯡ ꯑꯃꯁꯨꯡ ꯑꯇꯩ ꯀꯌꯥꯒꯨꯝꯕꯥ꯫ ꯍꯥꯏꯔꯤꯕ ꯄꯣꯠꯂꯝꯁꯤꯡ ꯑꯁꯤ ꯁꯥꯕꯗ ꯑꯃꯁꯨꯡ ꯃꯈꯣꯏꯕꯨ ꯆꯠꯊꯕꯗ ꯁꯦꯜ ꯆꯪꯏ, ꯃꯔꯝ ꯑꯗꯨꯅ ꯇꯧꯕ ꯉꯝꯕꯥ ꯃꯤꯄꯨꯝ ꯈꯨꯗꯤꯡꯃꯛꯅ, ꯃꯈꯣꯏꯒꯤ ꯃꯃꯜ ꯄꯤꯕꯗ ꯃꯇꯦꯡ ꯄꯥꯡꯅꯕ ꯁꯦꯅꯐꯝ ꯈꯔ ꯀꯟꯇ꯭ꯔꯤꯕ꯭ꯌꯨꯠ ꯇꯧꯅꯕ ꯍꯥꯏꯖꯔꯤ꯫ ꯃꯁꯤꯕꯨ ꯇꯦꯛꯁ ꯊꯤꯕ ꯍꯥꯏꯅꯥ ꯀꯧꯏ꯫ ꯃꯁꯤ ꯑꯁꯤꯒꯨꯝꯅ ꯈꯟꯕꯤꯌꯨ ꯑꯗꯣꯝ ꯑꯃꯁꯨꯡ ꯑꯗꯣꯝꯒꯤ ꯃꯔꯨꯞꯁꯤꯡꯅ ꯇꯁꯦꯡꯅ ꯅꯨꯡꯉꯥꯏꯕ ꯎꯃꯪꯒꯤ ꯌꯨꯝ ꯑꯃ ꯁꯥꯅꯕ ꯑꯃꯁꯨꯡ ꯁꯦꯌꯔ ꯇꯧꯅꯕ ꯋꯥꯔꯦꯞ ꯂꯧꯔꯦ ꯍꯥꯏꯅ ꯈꯟꯕꯤꯌꯨ꯫ ꯑꯗꯨꯕꯨ, ꯎ ꯑꯃꯁꯨꯡ ꯇꯤꯟ ꯐꯪꯅꯕꯒꯤꯗꯃꯛ, ꯑꯗꯣꯝ ꯄꯨꯝꯅꯃꯛꯅ ꯃꯆꯥꯛꯁꯤꯡ ꯑꯗꯨ ꯂꯧꯅꯕꯒꯤꯗꯃꯛ ꯑꯗꯣꯝꯒꯤ ꯑꯦꯂꯥꯋꯦꯟꯁ ꯑꯗꯨ ꯆꯦꯠꯁꯤꯒꯗꯕꯅꯤ꯫ ꯃꯤꯄꯨꯝ ꯈꯨꯗꯤꯡꯃꯛꯅ ꯈꯔ ꯄꯤꯔꯛꯄ ꯃꯇꯝꯗ, ꯑꯗꯣꯝꯅ ꯃꯤꯄꯨꯝ ꯈꯨꯗꯤꯡꯃꯛꯅ ꯅꯨꯡꯉꯥꯏꯕ ꯌꯥꯕ ꯑꯆꯧꯕ ꯄꯣꯠꯁꯛ ꯑꯃ ꯁꯦꯝꯕ ꯌꯥꯏ! ꯇꯦꯛꯁꯁꯤꯡ ꯑꯁꯤ ꯃꯇꯧ ꯀꯔꯝꯅ ꯊꯕꯛ ꯇꯧꯕꯒꯦ ꯍꯥꯏꯕꯗꯨ ꯃꯈꯜ ꯑꯃꯅꯤ꯫ ꯑꯩꯈꯣꯏꯒꯤ ꯏꯃꯥ-ꯏꯄꯥꯅ ꯇꯦꯛꯁ ꯄꯤꯔꯤ ꯃꯗꯨꯅ ꯑꯩꯈꯣꯏꯒꯤ ꯈꯨꯟꯅꯥꯏꯗ ꯃꯤꯄꯨꯝ ꯈꯨꯗꯤꯡꯃꯛꯅ ꯁꯦꯌꯔ ꯇꯧꯅꯕꯒꯤꯗꯃꯛ ꯅꯨꯡꯉꯥꯏꯕ ꯄꯣꯠꯁꯤꯡ ꯂꯩꯕ ꯉꯝꯒꯅꯤ꯫ ꯇꯦꯛꯁ ꯑꯗꯨ ꯃꯑꯣꯡ ꯆꯨꯝꯅ ꯀꯦꯄꯤꯇꯦꯂꯥꯏꯖ ꯇꯧ꯫